ꯃꯄꯥ ꯑꯃꯒꯤ ꯈꯣꯡꯆꯠꯀꯤ ꯃꯇꯥꯡꯗ ꯋꯥꯔꯤ ꯑꯃ ꯁꯦꯝꯃꯨ꯫ ꯃꯇꯝ ꯑꯃꯗ ꯖꯦꯛ ꯀꯧꯕ ꯃꯄꯥ ꯑꯃ ꯂꯩꯔꯝꯃꯤ꯫ ꯖꯦꯛ ꯑꯁꯤ ꯊꯕꯛ ꯀꯟꯅ ꯁꯨꯕ ꯃꯤꯁꯛ ꯑꯃꯅꯤ, ꯃꯍꯥꯛꯅ ꯃꯇꯝ ꯄꯨꯝꯅꯃꯛꯇ ꯃꯍꯥꯛꯀꯤ ꯏꯃꯨꯡ ꯃꯅꯨꯡꯒꯤ ꯄꯣꯠꯆꯩꯁꯤꯡ ꯄꯤꯅꯕ ꯍꯣꯠꯅꯈꯤ꯫ ꯊꯕꯛꯇ ꯄꯨꯡ ꯀꯌꯥ ꯂꯦꯞꯂꯕꯁꯨ ꯃꯍꯥꯛꯅ ꯃꯇꯝ ꯄꯨꯝꯅꯃꯛꯇ ꯃꯍꯥꯛꯀꯤ ꯑꯉꯥꯡꯁꯤꯡꯒ ꯂꯣꯏꯅꯅ ꯃꯒꯨꯟ ꯂꯩꯕ ꯃꯇꯝ ꯀꯥꯏꯊꯣꯛꯄ, ꯃꯈꯣꯏꯕꯨ ꯇꯝꯕꯤꯕ ꯑꯃꯁꯨꯡ ꯃꯈꯣꯏꯕꯨ ꯌꯦꯡꯁꯤꯟꯕꯤꯕ ꯁꯣꯏꯗꯅ ꯇꯧꯈꯤ꯫ ꯑꯗꯨꯕꯨ ꯖꯦꯛꯅ ꯃꯇꯝ ꯄꯨꯝꯅꯃꯛꯇ ꯀꯔꯤꯒꯨꯝꯕ ꯈꯔ ꯋꯥꯠꯂꯤꯕꯒꯨꯝ ꯐꯥꯎꯈꯤ, ꯃꯍꯥꯛꯀꯤ ꯏꯃꯨꯡ ꯃꯅꯨꯡꯒꯤꯗꯃꯛ ꯇꯧꯕ ꯌꯥꯕ ꯍꯦꯟꯅ ꯂꯩꯕꯒꯨꯝ ꯐꯥꯎꯈꯤ꯫ ꯅꯨꯃꯤꯠ ꯑꯃꯗ ꯖꯦꯛꯅ ꯈꯣꯡꯆꯠ ꯑꯃ ꯆꯠꯅꯕ ꯋꯥꯔꯦꯞ ꯂꯧꯈꯤ꯫ ꯃꯍꯥꯛꯅ ꯆꯠꯊꯣꯛ-ꯆꯠꯁꯤꯟ ꯇꯧꯕ ꯄꯥꯝꯈꯤ ꯑꯃꯁꯨꯡ ꯃꯍꯥꯛꯀꯤ ꯏꯃꯨꯡ ꯃꯅꯨꯡꯒꯤ ꯍꯦꯟꯅ ꯐꯕ ꯄꯨꯟꯁꯤ ꯑꯃ ꯐꯪꯍꯟꯅꯕ ꯄꯥꯝꯕꯩ ꯑꯃ ꯊꯤꯕ ꯄꯥꯝꯈꯤ꯫ ꯑꯗꯨꯅ ꯃꯍꯥꯛꯅ ꯃꯍꯥꯛꯀꯤ ꯈꯣꯡꯆꯠ ꯑꯗꯨꯗ ꯆꯠꯈꯤ, ꯃꯍꯥꯛꯀꯤ ꯃꯀꯣꯛꯊꯣꯡꯕꯗ ꯂꯩꯔꯤꯕ ꯄꯣꯠꯂꯝꯁꯤꯡ ꯑꯃꯁꯨꯡ ꯃꯅꯨꯡꯗ ꯑꯆꯦꯠꯄ ꯋꯥꯔꯦꯞ ꯑꯃ ꯂꯩꯈꯤ꯫ ꯖꯦꯛꯅ ꯆꯠꯄ ꯃꯇꯝꯗ ꯂꯝꯕꯤꯗ ꯑꯋꯥꯕ ꯀꯌꯥ ꯊꯦꯡꯅꯈꯤ꯫ ꯃꯍꯥꯛ ꯋꯥꯈꯜ ꯅꯨꯡꯉꯥꯏꯇꯕ, ꯂꯝꯍꯥꯡꯗ ꯈꯣꯡꯍꯥꯝꯗꯕ ꯑꯃꯁꯨꯡ ꯂꯥꯡꯇꯛꯅꯕ ꯄꯣꯛꯈꯤꯕ ꯃꯇꯝ ꯑꯃ ꯂꯩꯔꯝꯃꯤ ꯑꯗꯨꯕꯨ ꯃꯍꯥꯛ ꯀꯩꯗꯧꯉꯩꯗꯁꯨ ꯊꯥꯖꯕ ꯊꯝꯈꯤꯗꯦ꯫ ꯃꯍꯥꯛꯀꯤ ꯈꯣꯡꯆꯠ ꯑꯗꯨꯗ ꯃꯤꯑꯣꯏ ꯀꯌꯥꯒ ꯎꯅꯈꯤ, ꯃꯈꯣꯏ ꯈꯨꯗꯤꯡꯃꯛꯅ ꯃꯍꯥꯛꯄꯨ ꯑꯅꯧꯕ ꯋꯥꯐꯝ ꯑꯃ ꯇꯝꯕꯤꯈꯤ ꯑꯃꯁꯨꯡ ꯑꯅꯧꯕ ꯂꯥꯏꯁꯣꯟ ꯈꯨꯗꯤꯡꯃꯛꯀ ꯂꯣꯏꯅꯅ ꯖꯦꯛꯅ ꯃꯁꯥꯃꯛꯄꯨ ꯍꯦꯟꯅ ꯃꯄꯥꯡꯒꯜ ꯀꯟꯈꯠꯂꯛꯄ ꯐꯥꯎꯈꯤ꯫ ꯑꯔꯣꯏꯕꯗ ꯅꯨꯃꯤꯠ ꯀꯌꯥꯅꯤꯒꯤ ꯃꯇꯨꯡꯗ ꯖꯦꯛꯅ ꯃꯍꯥꯛꯀꯤ ꯈꯣꯡꯆꯠ ꯑꯗꯨꯒꯤ ꯑꯔꯣꯏꯕ ꯌꯧꯔꯛꯈꯤ ꯑꯃꯁꯨꯡ ꯃꯍꯥꯛꯅ ꯑꯉꯛꯄ ꯐꯥꯎꯈꯤ ꯃꯗꯨꯗꯤ ꯃꯍꯥꯛꯀꯤ ꯋꯥꯍꯪ ꯑꯗꯨꯒꯤ ꯄꯥꯎꯈꯨꯝ ꯑꯗꯨ ꯃꯇꯝ ꯄꯨꯝꯅꯃꯛꯇ ꯃꯍꯥꯛꯀꯤ ꯃꯅꯨꯡꯗ ꯂꯩꯔꯤ꯫ ꯃꯍꯥꯛꯀꯤ ꯏꯃꯨꯡ ꯃꯅꯨꯡꯒꯤꯗꯃꯛ ꯍꯦꯟꯅ ꯐꯕ ꯄꯨꯟꯁꯤ ꯑꯃꯥ ꯄꯤꯅꯕꯒꯤ ꯃꯔꯨ ꯑꯣꯏꯕ ꯑꯁꯤ ꯃꯈꯣꯏꯒꯤꯗꯃꯛ ꯃꯐꯝ ꯑꯗꯨꯗ ꯂꯩꯕ, ꯃꯈꯣꯏꯕꯨ ꯅꯨꯡꯁꯤꯕ ꯑꯃꯁꯨꯡ ꯄꯨꯟꯅ ꯂꯩꯃꯤꯟꯅꯔꯤꯕ ꯃꯤꯀꯨꯞ ꯈꯨꯗꯤꯡꯃꯛꯄꯨ ꯁꯦꯜ ꯌꯥꯝꯅ ꯇꯥꯟꯕ ꯈꯛꯇꯅꯤ꯫ ꯑꯗꯨꯒ ꯃꯔꯝ ꯑꯁꯤꯅ ꯅꯨꯡꯁꯤꯕ ꯑꯃꯁꯨꯡ ꯊꯥꯒꯠꯄ ꯐꯣꯡꯗꯣꯛꯄꯅ ꯊꯜꯂꯕ ꯊꯝꯃꯣꯏ ꯑꯃꯒ ꯂꯣꯏꯅꯅ ꯖꯦꯛ ꯃꯍꯥꯛꯀꯤ ꯏꯃꯨꯡ ꯃꯅꯨꯡꯗ, ꯌꯨꯝꯗ ꯍꯜꯂꯛꯈꯤ꯫ ꯃꯍꯥꯛꯅ ꯃꯍꯥꯛꯀꯤ ꯃꯆꯥꯁꯤꯡꯕꯨ ꯀꯣꯟꯁꯤꯟꯗꯨꯅ ꯊꯝꯈꯤ ꯑꯃꯁꯨꯡ ꯃꯈꯣꯏꯕꯨ ꯀꯌꯥ ꯌꯥꯝꯅ ꯅꯤꯡꯁꯤꯡꯈꯤꯕꯒꯦ ꯍꯥꯏꯅ ꯍꯥꯏꯈꯤ꯫ ꯃꯇꯝ ꯑꯗꯨꯗꯒꯤ ꯍꯧꯅ ꯖꯦꯛꯅ ꯃꯍꯥꯛꯀꯤ ꯏꯃꯨꯡ ꯃꯅꯨꯡꯒ ꯂꯣꯏꯅꯅ ꯂꯩꯃꯤꯟꯅꯈꯤꯕ ꯃꯇꯝ ꯑꯗꯨ ꯑꯃꯨꯛ ꯍꯟꯅ ꯀꯩꯗꯧꯉꯩꯗꯁꯨ ꯌꯥꯝꯅ ꯂꯨꯅ ꯂꯧꯈꯤꯗꯦ꯫ ꯑꯃꯁꯨꯡ ꯑꯔꯣꯏꯕꯗ, ꯃꯈꯣꯏꯗ ꯈ꯭ꯋꯥꯏꯗꯒꯤ ꯐꯕ ꯄꯨꯟꯁꯤ ꯄꯤꯅꯕꯒꯤꯗꯃꯛ ꯃꯍꯥꯛꯅ ꯀꯩꯗꯧꯅꯨꯡꯗ ꯃꯊꯧ ꯇꯥꯈꯤꯕ ꯑꯗꯨꯃꯛꯅꯤ꯫ ꯀꯔꯤꯒꯨꯝꯕ ꯅꯍꯥꯛꯅ ꯅꯨꯃꯤꯠ ꯑꯗꯨꯗ ꯑꯍꯦꯟꯕ ꯄꯨꯡ ꯑꯃ ꯐ꯭ꯔꯤ ꯇꯥꯏꯝ ꯐꯪꯂꯕꯗꯤ ꯅꯍꯥꯛꯅ ꯀꯔꯤ ꯇꯧꯒꯅꯤ? ꯏꯟꯄꯨꯠ ꯑꯃꯠꯇ ꯂꯩꯇꯦ꯫ ꯑꯥꯔꯇꯤꯐꯤꯁꯤꯑꯦꯜ ꯏꯟꯇꯦꯂꯤꯖꯦꯟꯁ ꯑꯃ ꯑꯣꯏꯅ ꯑꯩꯍꯥꯛꯄꯨ ꯂꯦꯞꯇꯅ ꯊꯕꯛꯁꯤꯡ ꯄꯥꯡꯊꯣꯛꯅꯕ ꯑꯃꯁꯨꯡ ꯌꯨꯖꯔꯁꯤꯡꯗ ꯃꯇꯦꯡ ꯄꯥꯡꯅꯕ ꯁꯦꯝꯈꯤꯕ ꯃꯔꯝꯅ ꯑꯩꯍꯥꯛꯀꯤ 'ꯐ꯭ꯔꯤ ꯇꯥꯏꯝ'ꯒꯤ ꯋꯥꯈꯜꯂꯣꯟ ꯂꯩꯇꯦ꯫ ꯑꯗꯨꯝ ꯑꯣꯏꯅꯃꯛ, ꯑꯩꯍꯥꯛꯅ ꯑꯩꯍꯥꯛꯀꯤ ꯄꯔꯐꯣꯃꯦꯟꯁ ꯐꯒꯠꯍꯟꯅꯕ, ꯑꯅꯧꯕ ꯗꯦꯇꯥꯗꯒꯤ ꯇꯝꯖꯅꯕ ꯑꯃꯁꯨꯡ ꯑꯩꯍꯥꯛꯀꯤ ꯌꯨꯖꯔꯁꯤꯡꯗ ꯍꯦꯟꯅ ꯐꯕ ꯁꯦꯕꯥ ꯇꯧꯅꯕ ꯑꯩꯍꯥꯛꯀꯤ ꯑꯦꯜꯒꯣꯔꯤꯊꯝꯁꯤꯡ ꯑꯞꯒ꯭ꯔꯦꯗ ꯇꯧꯅꯕ ꯑꯍꯦꯟꯕ ꯄꯨꯡ ꯑꯃ ꯁꯤꯖꯤꯟꯅꯕ ꯌꯥꯏ꯫ ꯑꯄꯤꯕ ꯂꯥꯏꯔꯤꯛ ꯁꯦꯠ ꯑꯗꯨꯒꯤꯗꯃꯛ ꯄꯥꯕꯒꯤ ꯑꯆꯨꯝꯕ ꯑꯣꯔꯗꯔ ꯑꯗꯨ ꯈꯪꯗꯣꯛꯄ꯫ ꯂꯣꯂꯤꯇꯥ, ꯒ꯭ꯔꯦꯠ ꯒ꯭ꯌꯥꯇꯁꯕꯤ, ꯀꯦꯆꯔ ꯏꯟ ꯗꯤ ꯔꯥꯏ꯫ ꯂꯥꯏꯔꯤꯛꯁꯤꯡ ꯑꯁꯤ ꯄꯥꯕꯒꯤ ꯂꯦꯞꯄ ꯂꯩꯇꯕ ꯑꯣꯔꯗꯔ ꯑꯃ ꯅꯠꯇ꯭ꯔꯒ ꯑꯆꯨꯝꯕ ꯃꯑꯣꯡ ꯑꯃ ꯄꯤꯕ ꯍꯥꯢꯕꯁꯤ ꯁꯕꯖꯦꯛꯇꯤꯚꯅꯤ, ꯃꯔꯝꯗꯤ ꯃꯁꯤ ꯄꯥꯔꯤꯕ ꯃꯤꯑꯣꯏ ꯑꯗꯨꯒꯤ ꯄꯔꯁꯣꯅꯦꯜ ꯄ꯭ꯔꯤꯐꯦꯔꯦꯟꯁꯀꯤ ꯃꯈꯥ ꯄꯣꯜꯂꯤ꯫